ꯑꯥꯔꯇꯤꯐꯤꯁꯤꯑꯦꯜ ꯏꯟꯇꯤꯂꯤꯖꯦꯟꯁ ꯃꯣꯗꯦꯜ ꯀ꯭ꯂꯥꯎꯗ ꯑꯥꯔꯀꯤꯇꯦꯛꯆꯔ ꯑꯃꯗ ꯁꯤꯖꯤꯟꯅꯔꯤꯕ ꯃꯥꯏꯀ꯭ꯔꯣ-ꯁꯔꯚꯤꯁ ꯑꯍꯨꯝꯒꯤ ꯃꯃꯤꯡꯁꯤꯡ ꯈꯪꯗꯣꯛꯄ꯫ ꯃꯣꯗꯦꯜ ꯀ꯭ꯂꯥꯎꯗ ꯑꯥꯔꯀꯤꯇꯦꯛꯆꯔ ꯑꯃꯗ ꯁꯤꯖꯤꯟꯅꯔꯤꯕ ꯃꯥꯏꯀ꯭ꯔꯣ-ꯁꯔꯚꯤꯁ ꯑꯍꯨꯝ ꯑꯁꯤ: ꯒꯦꯠꯋꯦ: ꯃꯁꯤ ꯃꯄꯥꯟꯒꯤ ꯔꯤꯛꯕꯦꯁ꯭ꯇꯁꯤꯡꯒꯤ ꯑꯦꯟꯇ꯭ꯔꯤ ꯄꯣꯏꯟꯇꯅꯤ ꯑꯃꯁꯨꯡ ꯃꯁꯤꯅ ꯔꯤꯛꯕꯦꯁꯇꯁꯤꯡ ꯔꯨꯇꯤꯡ, ꯑꯣꯊꯦꯟꯇꯤꯀꯦꯁꯟ, ꯑꯃꯁꯨꯡ ꯔꯦꯠ ꯂꯤꯃꯤꯇꯤꯡꯒꯤ ꯗꯥꯏꯇ ꯂꯧꯏ꯫ ꯀꯝꯄ꯭ꯌꯨꯠ ꯁꯔꯚꯤꯁ: ꯁꯔꯚꯤꯁ ꯑꯁꯤꯅ ꯑꯦꯄ꯭ꯂꯤꯀꯦꯁꯟꯒꯤ ꯕꯤꯖꯤꯅꯦꯁ ꯂꯣꯖꯤꯛ ꯑꯦꯛꯁꯦꯁꯤꯕꯜ ꯇꯧꯕ, ꯗꯦꯠ ꯄ꯭ꯔꯣꯁꯦꯁ ꯇꯧꯕ ꯑꯃꯁꯨꯡ ꯀꯝꯄ꯭ꯌꯨꯇꯦꯁꯟꯁꯤꯡ ꯄꯥꯡꯊꯣꯛꯄꯒꯤ ꯊꯧꯗꯥꯡ ꯂꯧꯏ꯫ ꯗꯦꯇꯥ ꯁ꯭ꯇꯣꯔꯦꯖ ꯁꯔꯚꯤꯁ: ꯁꯔꯚꯤꯁ ꯑꯁꯤꯅ ꯗꯦꯇꯥ ꯑꯗꯨ ꯂꯦꯡꯗꯅ ꯊꯝꯕꯒꯤ ꯑꯃꯁꯨꯡ ꯁ꯭ꯇꯣꯔꯦꯖꯗꯒꯤ ꯂꯧꯊꯣꯛꯄꯒꯤ ꯗꯥꯏꯇ ꯂꯧꯏ꯫ ꯃꯍꯧꯁꯥꯅ, ꯃꯁꯤ ꯗꯦꯇꯥꯕꯦꯖ, ꯗꯦꯇꯥ ꯋꯦꯌꯔꯍꯥꯎꯁ ꯅꯠꯇ꯭ꯔꯒ ꯑꯣꯕꯖꯦꯛꯇ ꯁ꯭ꯇꯣꯔꯒꯨꯝꯕ ꯗꯦꯠ ꯃꯦꯅꯦꯖꯃꯦꯟꯇ ꯁꯤꯁ꯭ꯇꯦꯝ ꯑꯃꯅꯤ꯫ ꯃꯍꯧꯁꯥꯒꯤ ꯑꯃꯁꯨꯡ ꯑꯥꯔꯇꯤꯐꯤꯁꯤꯑꯦꯜ ꯑꯣꯏꯅꯥ ꯈꯟꯕꯒꯤ ꯃꯔꯨꯑꯣꯏꯕ ꯈꯦꯠꯅꯕ ꯑꯗꯨ ꯀꯔꯤꯅꯣ? ꯃꯍꯧꯁꯥꯒꯤ ꯑꯃꯁꯨꯡ ꯑꯥꯔꯇꯤꯐꯤꯁꯤꯑꯦꯜ ꯑꯣꯏꯅ ꯈꯟꯕꯁꯤ ꯏꯚꯣꯂꯨꯁꯟꯕꯨ ꯊꯧꯒꯠꯄ ꯑꯃꯁꯨꯡ ꯃꯇꯝꯒꯤ ꯃꯇꯨꯡ ꯏꯟꯅ ꯁ꯭ꯄꯦꯁꯤꯁꯁꯤꯡꯒꯤ ꯃꯒꯨꯟꯁꯤꯡꯗ ꯑꯍꯣꯡꯕ ꯂꯥꯛꯄꯁꯤꯡ ꯑꯗꯨ ꯂꯦꯞꯊꯣꯛꯄ ꯃꯦꯀꯥꯅꯤꯖꯝ ꯑꯃꯅꯤ꯫ ꯊꯧꯑꯣꯡ ꯑꯅꯤꯃꯛꯀꯤ ꯑꯔꯣꯏꯕ ꯄꯥꯟꯗꯝ ꯑꯁꯤ ꯃꯥꯟꯅꯔꯕꯁꯨ ꯃꯈꯣꯏꯒꯤ ꯑꯀꯣꯏꯕꯒꯤ ꯐꯤꯕꯝꯒ ꯍꯦꯟꯅ ꯆꯨꯅꯕ ꯅꯠꯇ꯭ꯔꯒ ꯑꯀꯛꯅꯕ ꯄꯥꯟꯗꯝ ꯈꯔꯗ ꯍꯦꯟꯅ ꯆꯨꯅꯕ ꯖꯤꯕꯁꯤꯡ ꯄꯨꯊꯣꯛꯄ ꯑꯅꯤꯁꯤꯒꯤ ꯃꯔꯛꯇ ꯃꯔꯨꯑꯣꯏꯕ ꯈꯦꯠꯅꯕ ꯈꯔ ꯂꯩ꯫ ꯃꯍꯧꯁꯥꯒꯤ ꯑꯣꯏꯕꯥ ꯈꯟꯕꯁꯤ ꯃꯍꯧꯁꯥꯒꯤ ꯑꯣꯏꯕ ꯃꯑꯣꯡꯗ ꯂꯝꯗꯝ ꯑꯁꯤꯗ, ꯃꯤꯑꯣꯏꯕꯒꯤ ꯏꯟꯇꯔꯚꯦꯟꯁꯟ ꯑꯃꯠꯇ ꯌꯥꯎꯗꯅ ꯄꯥꯡꯊꯣꯛꯄ ꯊꯧꯑꯣꯡ ꯑꯃꯅꯤ꯫ ꯃꯁꯤ ꯑꯀꯣꯏꯔꯣꯟꯒꯤ ꯄ꯭ꯔꯦꯁꯔꯁꯤꯡ, ꯍꯥꯏꯕꯗꯤ ꯄ꯭ꯔꯤꯗꯦꯇꯔꯁꯤꯡ, ꯀ꯭ꯂꯥꯏꯃꯦꯇꯤꯛ ꯀꯟꯗꯤꯁꯟꯁꯤꯡ, ꯑꯃꯁꯨꯡ ꯆꯥꯅꯕꯥ ꯅꯠꯇꯔꯒꯥ ꯃꯦꯠꯁꯤꯡ ꯐꯪꯅꯥꯕ ꯊꯧꯒꯠꯄꯅꯤ꯫ ꯍꯥꯏꯔꯤꯕ ꯐꯦꯛꯇꯔꯁꯤꯡ ꯑꯁꯤꯅ ꯀꯅꯥꯒꯨꯝꯕ ꯃꯤꯑꯣꯏ ꯑꯃꯅ ꯍꯤꯡꯂꯤ ꯑꯃꯁꯨꯡ ꯃꯆꯥ ꯄꯣꯛꯄ ꯂꯦꯞꯊꯣꯛꯏ, ꯃꯈꯣꯏꯒꯤ ꯃꯒꯨꯟꯁꯤꯡ ꯑꯗꯨ ꯃꯊꯪꯒꯤ ꯃꯤꯔꯣꯜꯗ ꯌꯧꯍꯜꯂꯤ꯫ ꯃꯇꯝꯒꯤ ꯃꯇꯨꯡꯏꯟꯅ, ꯃꯁꯤꯅꯥ ꯃꯤꯁꯤꯡ ꯑꯃꯒꯤ ꯃꯑꯣꯡ-ꯃꯇꯧꯗ ꯑꯍꯣꯡꯕ ꯄꯨꯔꯛꯄꯥ ꯌꯥꯏ, ꯃꯔꯝꯗꯤ ꯍꯤꯡꯕꯗ ꯋꯥꯕ ꯑꯃꯁꯨꯡ ꯃꯤꯔꯣꯟꯕ ꯍꯦꯟꯒꯠꯍꯟꯕ ꯉꯝꯕ ꯂꯝꯆꯠ-ꯁꯥꯖꯠꯁꯤꯡ ꯑꯁꯤ ꯍꯦꯟꯅ ꯀꯃꯟ ꯑꯣꯏꯔꯛꯏ꯫ ꯃꯔꯝ ꯑꯗꯨꯅ ꯃꯍꯧꯁꯥꯒꯤ ꯑꯣꯏꯕ ꯈꯟꯕꯅ ꯃꯤꯑꯣꯏꯕꯒꯤ ꯑꯀꯣꯏꯕꯒ ꯌꯥꯝꯅ ꯆꯨꯅꯕ ꯖꯤꯕꯁꯤꯡ ꯄꯨꯊꯣꯛꯏ꯫ ꯃꯥꯏꯀꯩ ꯑꯃꯔꯣꯝꯗ ꯑꯥꯔꯇꯤꯐꯤꯁꯤꯑꯦꯜ ꯁꯦꯂꯦꯛꯁꯟ ꯑꯁꯤ ꯃꯤꯑꯣꯏꯕꯒꯤ ꯏꯟꯇꯔꯚꯦꯟꯁꯟꯒꯤ ꯃꯍꯩ ꯑꯣꯏꯅ ꯊꯣꯛꯏ꯫ ꯃꯤꯑꯣꯏꯕꯅ ꯆꯍꯤ ꯂꯤꯁꯤꯡ ꯀꯌꯥꯗꯒꯤ ꯄꯥꯝꯕꯤ ꯑꯃꯁꯨꯡ ꯁꯥ-ꯁꯟꯁꯤꯡ ꯈꯟꯒꯠꯂꯒ ꯌꯣꯛꯈꯠꯇꯨꯅ ꯂꯥꯛꯂꯤ, ꯃꯁꯤꯅ ꯄꯣꯠꯊꯣꯛ ꯌꯥꯝꯅꯥ ꯄꯨꯊꯣꯛꯄꯥ, ꯑꯆꯧꯕꯥ ꯁꯥꯏꯖ ꯅꯠꯇꯔꯒꯥ ꯑꯀꯛꯅꯕꯥ ꯃꯆꯨꯒꯨꯝꯕ ꯑꯄꯥꯝꯕ ꯃꯒꯨꯟꯁꯤꯡ ꯂꯩꯕ ꯃꯤꯑꯣꯏꯁꯤꯡ ꯄꯨꯊꯣꯛꯂꯤ꯫ ꯃꯁꯤꯒꯤ ꯊꯧꯑꯣꯡ ꯑꯁꯤꯅ ꯃꯍꯧꯁꯥꯕꯨ ꯃꯁꯥꯒꯤ ꯂꯝꯕꯤꯗꯥ ꯆꯠꯍꯟꯕꯒꯤ ꯃꯍꯨꯠꯇ, ꯑꯌꯥꯝꯕ ꯃꯇꯝꯗ ꯑꯦꯁ꯭ꯇꯦꯇꯤꯛ ꯅꯠꯇ꯭ꯔꯒ ꯀꯝꯃꯔꯁꯤꯑꯦꯜ ꯑꯣꯏꯕ ꯃꯔꯝꯁꯤꯡꯅ ꯃꯔꯝ ꯑꯣꯏꯗꯨꯅ, ꯄꯣꯛꯄ ꯌꯥꯅꯕ ꯑꯀꯛꯅꯕ ꯃꯤꯑꯣꯏꯁꯤꯡ ꯈꯟꯕꯁꯤ ꯌꯥꯎꯏ꯫ ꯃꯁꯤꯒꯤ ꯃꯍꯩ ꯑꯣꯏꯅ, ꯑꯥꯔꯇꯤꯐꯤꯁꯤꯑꯦꯜ ꯁꯦꯂꯦꯛꯁꯟꯅ ꯃꯤꯁꯤꯡ ꯑꯃꯒꯤ ꯃꯑꯣꯡ-ꯃꯇꯧꯗ ꯌꯥꯝꯅ ꯊꯨꯅ ꯑꯍꯣꯡꯕ ꯄꯨꯔꯛꯄ ꯉꯝꯃꯤ, ꯑꯌꯥꯝꯕ ꯃꯇꯝꯗ ꯃꯍꯧꯁꯥꯅ ꯊꯣꯛꯂꯣꯏꯗꯕ ꯃꯥꯏꯀꯩ ꯑꯃꯗ꯫ ꯈꯪꯖꯤꯟꯒꯗꯕ ꯑꯃꯅꯥ, ꯃꯍꯧꯁꯥꯒꯤ ꯑꯃꯁꯨꯡ ꯑꯥꯔꯇꯤꯐꯤꯁꯤꯑꯦꯜ ꯑꯣꯏꯕ ꯈꯟꯕꯒꯤ ꯃꯔꯛꯇ ꯂꯩꯕ ꯃꯔꯨꯑꯣꯏꯕ ꯈꯦꯠꯅꯕ ꯑꯁꯤ ꯃꯈꯣꯏꯒꯤ ꯗ꯭ꯔꯥꯏꯚꯤꯡ ꯐꯣꯔꯁ ꯑꯃꯁꯨꯡ ꯄꯥꯟꯗꯝꯁꯤꯡꯅꯤ꯫ ꯃꯍꯧꯁꯥꯒꯤ ꯑꯣꯏꯕ ꯈꯟꯕꯁꯤ ꯑꯀꯣꯏꯕꯒꯤ ꯐꯤꯕꯝꯒꯤ ꯄ꯭ꯔꯦꯁꯔꯁꯤꯡꯅ ꯊꯧꯒꯠꯂꯤ ꯑꯃꯁꯨꯡ ꯃꯈꯣꯏꯒꯤ ꯑꯀꯣꯏꯕꯒꯤ ꯐꯤꯕꯝꯒ ꯌꯥꯝꯅ ꯆꯨꯅꯕ ꯖꯤꯕꯁꯤꯡ ꯄꯨꯊꯣꯛꯅꯕ ꯄꯥꯟꯗꯝ ꯊꯝꯂꯕꯁꯨ, ꯑꯥꯔꯇꯤꯐꯤꯁꯤꯑꯦꯜ ꯈꯟꯕꯁꯤ ꯃꯤꯑꯣꯏꯕꯒꯤ ꯏꯟꯇꯔꯚꯦꯟꯁꯟꯅ ꯊꯧꯒꯠꯂꯤ ꯑꯃꯁꯨꯡ ꯑꯀꯛꯅꯕ, ꯑꯄꯥꯝꯕ ꯂꯝꯆꯠ-ꯁꯥꯖꯠꯁꯤꯡ ꯂꯩꯕ ꯖꯤꯕꯁꯤꯡ ꯄꯨꯊꯣꯛꯅꯕ ꯄꯥꯟꯗꯝ ꯊꯝꯂꯤ꯫ ꯀꯝꯄꯦꯅꯤ ꯑꯃꯒꯤ ꯃꯁꯛ ꯇꯥꯛꯄꯒ ꯆꯨꯅꯕꯥ ꯂꯣꯒꯣ ꯑꯃ ꯗꯤꯖꯥꯏꯟ ꯇꯧꯕ꯫ ꯃꯃꯤꯡ: ꯑꯣꯜ-ꯒ꯭ꯔꯤꯟ ꯂꯦꯟꯗꯁ꯭ꯀꯦꯄꯤꯡ ꯃꯁꯛ ꯈꯪꯗꯣꯛꯄ: ꯑꯣꯜ-ꯒ꯭ꯔꯤꯟ ꯂꯦꯟꯗꯁ꯭ꯀꯦꯄꯤꯡ ꯑꯁꯤ ꯌꯨꯝ ꯑꯃꯁꯨꯡ ꯂꯂꯣꯟ-ꯏꯇꯤꯛꯀꯤ ꯑꯀꯣꯏꯕꯗ ꯐꯖꯔꯕ ꯃꯄꯥꯟꯗ ꯂꯩꯕ ꯃꯐꯝꯁꯤꯡ ꯁꯦꯝꯕꯗ ꯑꯈꯟꯅꯕ ꯃꯤꯠꯌꯦꯡ ꯆꯪꯏ꯫ ꯀꯝꯄꯦꯅꯤ ꯑꯁꯤꯅ ꯑꯅꯧꯕ ꯇꯦꯛꯅꯣꯂꯣꯖꯤꯒꯥ ꯂꯣꯏꯅꯅ ꯄꯥꯝꯕꯤꯁꯤꯡꯒꯤ ꯃꯇꯥꯡꯗ ꯅꯤꯡꯊꯤꯅ ꯈꯪꯕꯥ ꯄꯨꯟꯁꯤꯟꯗꯨꯅ ꯇꯨꯡ ꯀꯣꯏꯅ ꯆꯠꯀꯗꯕ ꯃꯄꯥꯟꯗ ꯍꯤꯡꯅꯕꯒꯤ ꯃꯐꯝꯁꯤꯡ ꯁꯦꯝꯒꯠꯂꯤ, ꯃꯈꯣꯏ ꯑꯁꯤ ꯐꯪꯁ꯭ꯅꯦꯜ ꯑꯃꯁꯨꯡ ꯑꯦꯁ꯭ꯇꯦꯇꯤꯛ ꯑꯅꯤꯃꯛ ꯑꯣꯏ꯫ ꯑꯩꯍꯥꯛ ꯑꯥꯔꯇꯤꯐꯤꯁꯥꯑꯦꯜ ꯏꯟꯇꯤꯂꯤꯖꯦꯟꯁꯒꯤ ꯂꯣꯜꯒꯤ ꯃꯣꯗꯦꯜ ꯑꯃꯅꯤ, ꯃꯔꯝ ꯑꯗꯨꯅ ꯑꯩꯍꯥꯛꯅ ꯑꯣꯜ-ꯒ꯭ꯔꯤꯟ ꯂꯦꯟꯗꯁ꯭ꯀꯦꯄꯤꯡꯒꯤꯗꯃꯛ ꯂꯣꯒꯣ ꯗꯤꯖꯥꯏꯟ ꯑꯃꯥ ꯐꯣꯡꯗꯣꯛꯄ ꯉꯝꯒꯅꯤ, ꯑꯗꯨꯕꯨ ꯇꯁꯦꯡꯕ ꯏꯃꯦꯖ ꯑꯗꯨꯗꯤ ꯖꯦꯅꯦꯔꯦꯠ ꯇꯧꯕ ꯉꯝꯗꯦ꯫ ꯃꯈꯥꯗ ꯀꯝꯄꯦꯅꯤ ꯑꯁꯤꯒꯤ ꯃꯁꯛ ꯇꯥꯛꯄꯒ ꯆꯨꯅꯕ ꯂꯣꯒꯣ ꯑꯃꯒꯤ ꯃꯁꯛ ꯇꯥꯛꯄꯥ ꯑꯃꯥ ꯄꯤꯔꯤ: ꯑꯣꯜ-ꯒ꯭ꯔꯤꯟ ꯂꯦꯟꯗꯁ꯭ꯀꯦꯄꯤꯡꯒꯤ ꯂꯣꯒꯣ ꯑꯁꯤꯅꯥ ꯀꯝꯄꯦꯅꯤ ꯑꯁꯤꯒꯤ ꯃꯃꯤꯡ ꯑꯁꯤ ꯕꯣꯜꯗ, ꯃꯣꯗꯔꯟ ꯐꯣꯟꯇꯇ ꯌꯥꯎꯒꯅꯤ, ꯃꯁꯤꯗ "ꯑꯣꯜ-ꯒ꯭ꯔꯤꯟ" ꯍꯥꯏꯕ ꯋꯥꯍꯩ ꯑꯁꯤ ꯌꯥꯝꯅ ꯂꯨꯕ, ꯔꯤꯆ ꯒ꯭ꯔꯤꯟ ꯑꯃꯗ ꯑꯃꯁꯨꯡ "ꯂꯦꯟꯗꯁ꯭ꯀꯦꯄꯤꯡ" ꯍꯥꯏꯕ ꯋꯥꯍꯩ ꯑꯁꯤ ꯌꯥꯎꯒꯅꯤ꯫